ꯍꯦꯜꯊꯀꯦꯌꯔ ꯏꯟꯗꯁꯇ꯭ꯔꯤꯗ ꯑꯥꯔꯇꯤꯐꯤꯁꯤꯑꯦꯜ ꯏꯟꯇꯤꯂꯤꯖꯦꯟꯁ ꯒꯤ ꯇꯦꯛꯅꯣꯂꯣꯖꯤꯒꯤ ꯑꯣꯏꯊꯣꯛꯄ ꯌꯥꯕ ꯑꯦꯄ꯭ꯂꯤꯀꯦꯁꯟ ꯑꯍꯨꯝ ꯄꯤꯌꯨ꯫ ꯃꯦꯗꯤꯀꯦꯜ ꯗꯥꯏꯒ꯭ꯅꯣꯁꯤꯁ: ꯑꯥꯔꯇꯤꯐꯤꯁꯤꯑꯦꯜ ꯏꯟꯇꯤꯂꯤꯖꯦꯟꯁ ꯒꯤ ꯇꯦꯛꯅꯣꯂꯣꯖꯤ ꯑꯁꯤ ꯗꯥꯏꯒꯅꯣꯁꯇꯤꯛ ꯇꯨꯜꯁꯤꯡꯗ ꯌꯥꯎꯍꯟꯕ ꯌꯥꯏ ꯑꯃꯁꯨꯡ ꯃꯦꯗꯤꯀꯦꯜ ꯄ꯭ꯔꯣꯐꯦꯁꯅꯦꯜꯁꯤꯡꯅ ꯍꯦꯟꯅ ꯑꯆꯨꯝꯕ ꯑꯃꯁꯨꯡ ꯃꯇꯝ ꯆꯥꯅ ꯗꯥꯏꯒ꯭ꯅꯣꯁꯤꯁ ꯇꯧꯕꯗ ꯃꯇꯦꯡ ꯄꯥꯡꯅꯕ ꯃꯦꯗꯤꯀꯦꯜ ꯏꯃꯦꯖꯁꯤꯡ ꯌꯥꯎꯅ ꯄꯦꯁꯦꯟꯇꯁꯤꯡꯒꯤ ꯗꯦꯇ ꯑꯦꯅꯥꯂꯥꯏꯖ ꯇꯧꯕꯗ ꯁꯤꯖꯤꯟꯅꯕ ꯌꯥꯏ꯫ ꯄꯔꯁꯣꯅꯦꯂꯥꯏꯖ ꯃꯦꯗꯤꯁꯤꯟ: ꯑꯦ. ꯑꯥꯏ. ꯅꯥ ꯄꯦꯁꯦꯟꯇꯀꯤ ꯖꯦꯅꯦꯇꯤꯛꯁ, ꯃꯦꯗꯤꯀꯦꯜ ꯍꯤꯁ꯭ꯇꯔꯤ, ꯑꯃꯁꯨꯡ ꯂꯥꯏꯐꯁ꯭ꯇꯥꯏꯜ ꯗꯦꯇꯥ ꯑꯦꯅꯥꯂꯥꯏꯖ ꯇꯧꯗꯨꯅ ꯍꯦꯟꯅ ꯏꯐꯦꯛꯇꯤꯕ ꯑꯣꯏꯕ ꯑꯃꯁꯨꯡ ꯁꯥꯏꯗ ꯏꯐꯦꯛꯇ ꯌꯥꯝꯅ ꯍꯟꯊꯕ ꯄꯔꯁꯣꯅꯦꯂꯥꯏꯖ ꯇ꯭ꯔꯤꯠꯃꯦꯟꯇ ꯄ꯭ꯂꯥꯟꯁꯤꯡ ꯁꯦꯝꯒꯠꯄ ꯌꯥꯏ꯫ ꯔꯤꯅ꯭ꯌꯨꯑꯦꯕꯜ ꯏꯅꯔꯖꯤꯒꯤ ꯃꯔꯨꯑꯣꯏꯕ ꯁꯣꯔꯁꯁꯤꯡ ꯂꯤꯁ ꯇꯧꯕ꯫ ꯔꯤꯅ꯭ꯌꯨꯑꯦꯕꯜ ꯏꯅꯔꯖꯤꯒꯤ ꯃꯔꯨꯑꯣꯏꯕ ꯁꯣꯔꯁꯁꯤꯡꯗꯤ: ꯁꯣꯂꯥꯔ ꯑꯦꯅꯔꯖꯤ: ꯐꯣꯇꯣꯚꯣꯜꯇꯦꯛ ꯄꯦꯅꯦꯜꯁꯤꯡ ꯅꯠꯇ꯭ꯔꯒ ꯊꯔꯃꯦꯜ ꯀꯂꯦꯛꯇꯔꯁꯤꯡ ꯁꯤꯖꯤꯟꯅꯗꯨꯅ ꯅꯨꯃꯤꯠꯇꯒꯤ ꯍꯥꯔꯅꯦꯁ ꯇꯧꯕ꯫ ꯅꯨꯡꯁꯤꯠꯀꯤ ꯏꯅꯔꯖꯤ: ꯅꯨꯡꯁꯤꯠꯀꯤ ꯇꯔꯕꯥꯏꯟ ꯁꯤꯖꯤꯟꯅꯕꯒꯤ ꯈꯨꯠꯊꯥꯡꯗ ꯁꯤꯖꯤꯟꯅꯕ꯫ ꯍꯥꯏꯗ꯭ꯔꯣ ꯏꯅꯔꯖꯤ: ꯍꯥꯏꯗ꯭ꯔꯣꯏꯂꯦꯛꯇ꯭ꯔꯤꯛ ꯗꯥꯝꯁꯤꯡꯗ ꯇꯔꯕꯥꯏꯟꯁꯤꯡꯒꯤ ꯈꯨꯠꯊꯥꯡꯗ ꯆꯦꯜꯂꯤꯕ ꯏꯁꯤꯡ ꯁꯤꯖꯤꯟꯅꯗꯨꯅ ꯁꯦꯝꯒꯠꯄ꯫ ꯖꯤꯑꯣꯊꯔꯃꯦꯜ ꯑꯦꯅꯔꯖꯤ: ꯄ꯭ꯔꯤꯊꯤꯕꯤꯒꯤ ꯃꯍꯧꯁꯥꯒꯤ ꯅꯨꯡꯁꯤꯠꯇꯒꯤ ꯂꯧꯊꯣꯛꯄ ꯃꯍꯧꯁꯥꯅ ꯁ꯭ꯇꯤꯝ ꯇꯔꯕꯥꯏꯟ ꯁꯤꯖꯤꯟꯅꯕꯒꯤ ꯈꯨꯠꯊꯥꯡꯗ꯫ ꯕꯥꯏꯑꯣꯃꯥꯁ ꯑꯦꯅꯔꯖꯤ: ꯍꯛꯊꯦꯡꯅꯅ ꯃꯩ ꯆꯥꯛꯄ ꯅꯠꯇ꯭ꯔꯒ ꯕꯥꯏꯑꯣꯐ꯭ꯌꯨꯑꯦꯜꯗ ꯑꯣꯟꯊꯣꯛꯄꯒꯤ ꯈꯨꯠꯊꯥꯡꯗ ꯎ, ꯃꯍꯩ-ꯃꯔꯣꯡ, ꯂꯧꯎ-ꯁꯤꯡꯎ, ꯑꯃꯁꯨꯡ ꯂꯦꯟꯗꯐꯤꯜ ꯒ꯭ꯌꯥꯁꯒꯨꯝꯕ ꯑꯣꯔꯒꯥꯅꯤꯛ ꯃꯆꯥꯛꯁꯤꯡꯗꯒꯤ ꯂꯧꯕ꯫ ꯇꯥꯏꯗꯜ ꯑꯦꯅꯔꯖꯤ: ꯇꯥꯏꯗꯜ ꯋꯥꯇꯔꯅ ꯇꯥꯏꯗꯜ ꯂꯦꯒꯨꯟꯁꯤꯡꯗ ꯑꯃꯁꯨꯡ ꯃꯄꯥꯟꯗ ꯆꯠꯄꯒꯤ ꯈꯨꯠꯊꯥꯡꯗ ꯅꯠꯇ꯭ꯔꯒ ꯏꯁꯤꯡꯒꯤ ꯃꯈꯥꯗ ꯂꯩꯕ ꯇꯔꯕꯥꯏꯟꯁꯤꯡꯒꯤ ꯈꯨꯠꯊꯥꯡꯗ ꯁꯦꯝꯒꯠꯄ ꯌꯥꯏ꯫